ꯃꯈꯥꯗꯥ ꯄꯤꯔꯤꯕꯥ ꯋꯥꯍꯪꯁꯤꯡ ꯑꯁꯤ ꯂꯣꯖꯤꯀꯦꯜ ꯑꯣꯏꯕꯥ ꯑꯣꯔꯗꯔ ꯑꯃꯗꯥ ꯑꯣꯔꯒꯥꯅꯥꯏꯖ ꯇꯧ꯫ ꯄ꯭ꯔꯣꯒ꯭ꯔꯥꯝ ꯑꯁꯤꯒꯤ ꯄꯥꯟꯗꯝ ꯀꯔꯤꯅꯣ? ꯄ꯭ꯔꯣꯒ꯭ꯔꯥꯝ ꯑꯁꯤꯒꯤ ꯃꯔꯨꯑꯣꯏꯕꯥ ꯄꯥꯟꯗꯝꯁꯤꯡ ꯑꯗꯨ ꯀꯔꯤꯅꯣ? ꯀꯔꯝꯕ ꯁ꯭ꯇꯦꯛꯍꯣꯜꯗꯔꯁꯤꯡꯅ ꯁꯔꯨꯛ ꯌꯥꯒꯅꯤ? ꯄ꯭ꯔꯣꯒ꯭ꯔꯥꯝ ꯑꯁꯤꯒꯤ ꯄꯥꯟꯗꯝ ꯀꯔꯤꯅꯣ? ꯄ꯭ꯔꯣꯒ꯭ꯔꯥꯝ ꯑꯁꯤꯒꯤ ꯃꯔꯨꯑꯣꯏꯕ ꯄꯥꯟꯗꯝꯁꯤꯡ ꯀꯔꯤꯅꯣ? ꯀꯅꯥ ꯁ꯭ꯇꯦꯛꯍꯣꯜꯗꯔꯁꯤꯡꯅ ꯁꯔꯨꯛ ꯌꯥꯒꯅꯤ? ꯈꯥ-ꯅꯣꯡꯄꯣꯛ ꯑꯥꯃꯦꯔꯤꯀꯥꯒꯤ ꯈ꯭ꯋꯥꯏꯗꯒꯤ ꯋꯥꯡꯕꯥ ꯇꯨꯔꯦꯜ ꯑꯗꯨꯒꯤ ꯃꯃꯤꯡ ꯊꯣꯟꯕꯤꯌꯨ꯫ ꯈꯥ-ꯅꯣꯡꯄꯣꯛ ꯑꯥꯃꯦꯔꯤꯀꯥꯒꯤ ꯈ꯭ꯋꯥꯏꯗꯒꯤ ꯋꯥꯡꯕꯥ ꯂꯝꯗꯝ ꯑꯁꯤ ꯑꯔꯖꯦꯟꯇꯤꯅꯥꯒꯤ ꯑꯦꯟꯗꯦꯁ ꯇꯨꯔꯦꯜꯗ ꯂꯩꯕ ꯑꯦꯀꯣꯟꯀꯥꯒꯨꯌꯥꯅꯤ꯫ ꯃꯈꯥꯗꯥ ꯄꯤꯔꯤꯕꯥ ꯑꯥꯔꯇꯤꯀꯦꯜ ꯑꯁꯤꯒꯤ ꯑꯄꯨꯟꯕ ꯁꯦꯟꯇꯤꯃꯦꯟꯇ ꯑꯗꯨ ꯔꯦꯠ ꯇꯧꯕꯤꯌꯨ꯫ ꯃꯥꯏꯅꯁ ꯑꯃꯗꯒꯤ ꯑꯃ ꯐꯥꯎꯕꯒꯤ ꯁꯦꯟꯇꯤꯃꯦꯟꯇ ꯁ꯭ꯀꯣꯔ ꯑꯃꯥ ꯑꯥꯎꯠꯄꯨꯠ ꯇꯧꯕꯥ꯫ ꯑꯦꯄꯜ ꯏꯟꯀꯅ ꯉꯁꯤ ꯑꯀꯟꯕꯥ ꯁꯦꯟꯊꯣꯛ ꯂꯝꯕꯤ ꯑꯃꯥ ꯔꯤꯄꯣꯔꯠ ꯇꯧꯔꯛꯈꯤ, ꯃꯁꯤꯗꯥ ꯔꯦꯚꯤꯟꯌꯨ ꯑꯁꯤ ꯄꯥꯛ ꯆꯥꯎꯔꯕ ꯃꯥꯔꯖꯤꯟ ꯑꯃꯅꯥ ꯊꯥꯖꯕꯗꯒꯤ ꯍꯦꯟꯅꯥ ꯋꯥꯡꯈꯠꯂꯦ꯫ ꯄꯤꯔꯤꯕꯥ ꯑꯥꯔꯇꯤꯀꯜ ꯑꯁꯤꯗꯥ ꯂꯩꯔꯤꯕ ꯁꯦꯟꯇꯤꯃꯦꯟꯇ ꯑꯁꯤ ꯄꯣꯖꯤꯇꯤꯕ ꯑꯣꯏ꯫ ꯀꯟꯇꯦꯟꯇꯇꯥ ꯌꯨꯝꯐꯝ ꯑꯣꯏꯔꯒꯥ ꯑꯩꯍꯥꯛꯅ ꯁꯦꯟꯇꯤꯃꯦꯟꯇ ꯑꯁꯤ ꯁ꯭ꯀꯣꯔ ꯁꯤꯅ‌ꯣ ꯅꯤꯄꯥꯟꯒꯥ ꯂꯣꯏꯅꯅꯥ ꯔꯦꯠ ꯇꯧꯒꯅꯤ꯫ ꯄꯤꯔꯤꯕꯥ ꯑꯥꯔꯇꯤꯀꯜ ꯑꯗꯨꯒꯤ ꯃꯔꯨꯑꯣꯏꯕꯥ ꯋꯥ ꯋꯥꯐꯝꯁꯤꯡ ꯑꯗꯨ ꯋꯥꯍꯩ ꯑꯍꯨꯝꯗꯥ ꯁꯟꯗꯣꯛꯅ ꯇꯥꯛꯄꯤꯌꯨ꯫ ꯑꯥꯔꯇꯤꯀꯜ: ꯀ꯭ꯂꯥꯏꯃꯦꯠ ꯆꯦꯟꯖ ꯑꯁꯤ ꯃꯥꯂꯦꯝꯒꯤ ꯑꯣꯏꯅꯥ ꯃꯀꯣꯛ ꯊꯣꯡꯕꯥ ꯋꯥꯐꯝ ꯑꯃꯥ ꯑꯣꯏꯔꯦ ꯃꯗꯨꯅꯥ ꯄ꯭ꯂꯥꯅꯦꯠ ꯑꯁꯤꯒꯤ ꯁꯣꯛꯍꯜꯂꯕꯥ ꯏꯀꯣꯁꯤꯁ꯭ꯇꯦꯝꯁꯤꯡ ꯑꯃꯁꯨꯡ ꯃꯤꯌꯥꯝꯒꯤ ꯄꯨꯟꯁꯤꯗ ꯈꯨꯗꯣꯡꯊꯤꯕꯥ ꯊꯣꯛꯍꯜꯂꯤ꯫ ꯒ꯭ꯂꯣꯕꯦꯜ ꯋꯥꯔꯃꯤꯡꯅ ꯃꯥꯡꯍꯟ ꯇꯥꯛꯍꯟꯕ ꯌꯥꯕ ꯏꯝꯄꯦꯛꯇꯁꯤꯡ ꯑꯁꯤ ꯒ꯭ꯂꯣꯕꯦꯜ ꯁꯥꯎꯠꯀꯤ ꯈꯨꯗꯣꯡꯊꯤꯕ ꯅꯪꯂꯕ ꯀꯃꯌꯨꯅꯤꯇꯤꯁꯤꯡꯅꯥ ꯈ꯭ꯋꯥꯏꯗꯒꯤ ꯍꯦꯟꯅꯥ ꯁꯣꯛꯍꯜꯂꯤ꯫ ꯃꯥꯂꯦꯝ ꯁꯤꯟꯕꯥ ꯊꯨꯡꯅꯥ ꯂꯩꯔꯤꯕꯥ ꯃꯤꯄꯨꯝ ꯈꯨꯗꯤꯡꯃꯛꯅꯥ ꯀ꯭ꯂꯥꯏꯃꯦꯠ ꯆꯦꯟꯖ ꯊꯤꯡꯕꯗꯥ ꯃꯇꯦꯡ ꯄꯥꯡꯅꯕꯥ ꯊꯕꯛ ꯄꯥꯏꯈꯠꯄꯥ ꯃꯊꯧ ꯇꯥꯏ꯫ ꯑꯥꯔꯇꯤꯀꯜ ꯑꯁꯤꯅꯥ ꯄ꯭ꯂꯥꯅꯦꯠ ꯑꯁꯤꯒꯤ ꯏꯀꯣꯁꯤꯁ꯭ꯇꯦꯝ ꯑꯃꯁꯨꯡ ꯃꯤꯌꯥꯝꯒꯤ ꯄꯨꯟꯁꯤ ꯃꯍꯤꯡꯗꯥ ꯀ꯭ꯂꯥꯏꯃꯦꯠ ꯆꯦꯟꯖꯒꯤ ꯑꯀꯟꯕꯥ ꯆꯩꯊꯦꯡꯒꯤ ꯃꯇꯥꯡꯗ ꯈꯟꯅꯔꯤ꯫ ꯒ꯭ꯂꯣꯕꯦꯜ ꯋꯥꯔꯃꯤꯡꯒꯤ ꯐꯜꯁꯤꯡ ꯑꯁꯤ ꯒ꯭ꯂꯣꯕꯦꯜ ꯁꯥꯎꯊꯀꯤ ꯀꯝꯌꯨꯅꯤꯇꯤꯁꯤꯡꯅꯥ ꯈ꯭ꯕꯥꯏꯗꯒꯤ ꯃꯔꯨꯑꯣꯏꯅꯥ ꯂꯧꯏ꯫ ꯀ꯭ꯂꯥꯏꯃꯦꯠ ꯆꯦꯟꯖ ꯊꯤꯡꯅꯕꯥ ꯑꯄꯨꯅꯕꯥ ꯃꯥꯂꯦꯃꯒꯤ ꯑꯣꯏꯕꯥ ꯊꯕꯛ ꯄꯥꯌꯈꯠꯄꯥ ꯃꯊꯧ ꯇꯥꯏ꯫ ꯃꯈꯥꯗꯥ ꯄꯤꯔꯤꯕꯥ ꯋꯥꯔꯤ ꯑꯁꯤꯒꯤ ꯈ꯭ꯋꯥꯏꯗꯒꯤ ꯆꯨꯅꯕꯥ ꯂꯣꯏꯁꯤꯟꯕꯒꯤ ꯋꯥꯔꯣꯜ ꯑꯗꯨ ꯈꯪꯗꯣꯛꯎ꯫ ꯃꯇꯝ ꯑꯃꯗꯥ ꯂꯧꯁꯤꯡ ꯂꯩꯕꯥ ꯑꯍꯜ ꯑꯃꯥ ꯂꯩꯔꯝꯃꯤ, ꯃꯍꯥꯛꯀꯤ ꯋꯥꯈꯜ ꯂꯧꯁꯤꯡ ꯑꯃꯁꯨꯡ ꯋꯥꯈꯜ ꯂꯧꯁꯤꯡ ꯂꯩꯕꯥ ꯃꯤꯑꯣꯏ ꯑꯃꯥ ꯂꯩꯔꯝꯃꯤ꯫ ꯃꯍꯥꯛꯅꯥ ꯃꯍꯥꯛꯀꯤ ꯂꯧꯁꯤꯡ ꯑꯗꯨ ꯑꯇꯣꯞꯄꯁꯤꯡꯗꯥ ꯁꯟꯗꯣꯛꯄꯥ ꯌꯥꯝꯅꯥ ꯄꯥꯝꯃꯤ ꯑꯃꯁꯨꯡ ꯑꯌꯥꯝꯕꯥ ꯃꯇꯝꯗꯥ ꯄꯥꯎꯇꯥꯛ ꯂꯧꯅꯕꯥ ꯍꯣꯠꯅꯔꯝꯃꯤ꯫ ꯑꯗꯨꯒꯥ ꯃꯔꯝ ꯑꯁꯤꯅꯥ, ꯂꯧꯁꯤꯡ ꯂꯩꯕꯥ ꯑꯍꯜ ꯑꯗꯨꯅꯥ ꯃꯍꯥꯛꯀꯤ ꯂꯧꯁꯤꯡ ꯑꯃꯁꯨꯡ ꯋꯥꯈꯜ ꯂꯧꯁꯤꯡ ꯑꯗꯨꯒꯥ ꯂꯣꯏꯅꯅꯥ ꯃꯍꯥꯛꯀꯤ ꯈꯨꯟꯅꯥꯏꯗꯥ ꯅꯨꯡꯁꯤꯖꯔꯕꯥ ꯃꯤꯁꯛ ꯑꯃꯥ ꯑꯣꯏꯔꯛꯈꯤ, ꯃꯍꯥꯛꯀꯤ ꯂꯝꯖꯤꯡ ꯃꯈꯥꯗꯥ ꯃꯍꯥꯛꯀꯤ ꯃꯅꯥꯛꯇꯥ ꯂꯥꯛꯄꯥ ꯄꯨꯝꯅꯃꯛꯄꯨ ꯃꯇꯦꯡ ꯄꯥꯡꯈꯤ꯫